ꯚꯤꯅꯥꯁꯥꯀꯤ ꯃꯔꯨꯑꯣꯏꯕ ꯂꯥꯏꯒꯤ ꯑꯣꯏꯕ ꯅꯨꯡꯁꯤꯖꯕ ꯑꯅꯤ ꯂꯩꯈꯤ: ꯃꯍꯥꯛꯀꯤ ꯃꯄꯨꯔꯣꯏꯕ ꯚꯨꯜꯀꯥꯟ (ꯍꯦꯐꯥꯏꯁ꯭ꯇꯣꯁ) ꯑꯃꯁꯨꯡ ꯃꯥꯔ꯭ꯁ (ꯑꯦꯔꯦꯁ)꯫ ꯚꯤꯅꯁ ꯑꯃꯁꯨꯡ ꯃꯥꯔ꯭ꯁꯀꯤ ꯅꯨꯡꯁꯤꯅꯕꯒꯤ ꯃꯔꯤ ꯑꯃꯁꯨꯡ ꯚꯨꯜꯀꯥꯟꯅ ꯃꯈꯣꯏꯕꯨ ꯀꯔꯝꯅ ꯐꯖꯅ ꯐꯃꯨꯡꯗ ꯅꯦꯠ ꯑꯃꯅ ꯐꯥꯖꯤꯟꯈꯤꯕꯒꯦ ꯍꯥꯏꯕꯒꯤ ꯃꯇꯥꯡꯗ ꯑꯔꯤꯕ ꯋꯥꯔꯤ ꯑꯃ ꯂꯩꯔꯤ꯫ ꯃꯔꯝ ꯑꯁꯤꯅ ꯚꯨꯜꯀꯥꯟ ꯑꯃꯁꯨꯡ ꯚꯤꯅꯥꯁꯥꯅ ꯅꯨꯡꯁꯤꯕ ꯌꯥꯎꯗꯕ ꯂꯨꯍꯣꯡꯕ ꯑꯃ ꯂꯩꯈꯤ ꯑꯃꯁꯨꯡ ꯑꯉꯥꯡ ꯑꯃꯠꯇ ꯂꯩꯈꯤꯗꯦ꯫ ꯅꯨꯡꯁꯤꯕ ꯑꯃꯁꯨꯡ ꯁꯦꯛꯁꯀꯤ ꯂꯥꯏꯔꯦꯝꯕꯤ ꯑꯜꯕꯦꯠ ꯑꯁꯤ ꯃꯄꯨꯡ ꯐꯥꯗꯕ ꯑꯣꯏꯈꯤꯗꯦ; ꯃꯍꯥꯛꯀꯤ ꯇꯣꯉꯥꯟ-ꯇꯣꯉꯥꯟꯕ ꯂꯥꯏꯁꯤꯡꯗꯒꯤ ꯑꯉꯥꯡ ꯀꯌꯥ ꯂꯩꯈꯤ꯫ ꯃꯥꯔ꯭ꯁꯀ ꯂꯣꯏꯅꯅ, ꯃꯍꯥꯛꯅ ꯃꯍꯥꯛꯀꯤ ꯃꯄꯥꯒ ꯂꯥꯟꯗ ꯆꯠꯈꯤꯕ ꯑꯀꯤꯕꯒꯤ ꯃꯤꯁꯛ ꯑꯣꯏꯔꯤꯕ ꯇꯤꯃꯣꯔ (ꯐꯣꯕꯣꯁ), ꯃꯍꯥꯛꯀꯤ ꯐꯥꯏꯕꯣꯛ ꯃꯦꯇꯁ (ꯗꯤꯑꯦꯃꯣꯁ) ꯑꯀꯤꯕ ꯄꯣꯛꯍꯟꯕꯒꯤ ꯃꯤꯁꯛ ꯑꯣꯏꯕ, ꯀꯟꯀꯣꯔꯗꯤꯌꯥ (ꯍꯥꯔꯥꯃꯣꯅꯤꯌꯥ) ꯑꯁꯤ ꯅꯨꯡꯁꯤꯕ ꯑꯃꯁꯨꯡ ꯌꯥꯅꯕꯒꯤ ꯂꯥꯏꯔꯦꯝꯕꯤ, ꯑꯃꯁꯨꯡ ꯅꯨꯡꯁꯤꯕꯒꯤ ꯇꯣꯉꯥꯟ-ꯇꯣꯉꯥꯟꯕ ꯃꯑꯣꯡꯁꯤꯡ ꯎꯠꯂꯤꯕ ꯃꯁꯥ ꯄꯥꯟꯕ ꯅꯨꯡꯁꯤꯕꯒꯤ ꯂꯥꯏꯁꯤꯡꯒꯤ ꯑꯄꯨꯟꯕ ꯑꯃ ꯑꯣꯏꯔꯤꯕ ꯀ꯭ꯌꯨꯄꯤꯠꯁꯤꯡ (ꯏꯔꯣꯇꯦꯁ) ꯄꯣꯛꯈꯤ꯫ꯔꯣꯃꯟꯒꯤ ꯁꯩꯔꯦꯡ ꯏꯕ ꯑꯣꯕꯤꯗꯅ ꯑꯦꯐ꯭ꯔꯣꯗꯥꯏꯠ ꯍꯔꯥꯃꯤꯅꯦꯁꯤ ꯑꯃꯁꯨꯡ ꯑꯦꯟꯗ꯭ꯔꯣꯒꯤꯅꯤꯒꯤ ꯈꯨꯗꯝ ꯑꯣꯏꯔꯝꯕ ꯍꯔꯥꯃꯤꯁꯅ ꯍꯥꯔꯃꯥꯐ꯭ꯔꯣꯗꯤꯇꯣꯁ ꯄꯣꯛꯈꯤ ꯍꯥꯏꯅ ꯐꯣꯡꯗꯣꯛꯂꯤ꯫ ꯃꯍꯥꯛꯅ ꯔꯣꯃꯟ ꯂꯥꯏꯅꯤꯡꯒꯤ ꯃꯅꯨꯡꯗ ꯂꯥꯏꯕꯛ ꯑꯃꯁꯨꯡ ꯂꯥꯏꯕꯛꯀꯤ ꯃꯤꯁꯛ ꯑꯣꯏꯔꯝꯕ ꯍꯔꯃꯤꯁ ꯅꯠꯇ꯭ꯔꯒ ꯖꯤꯎꯁ, ꯐꯣꯔꯇꯨꯅꯥ (ꯇꯥꯏꯆꯦ)ꯒꯁꯨ ꯂꯨꯍꯣꯡꯈꯤ꯫ ꯚꯤꯅꯁ ꯑꯁꯤ ꯕꯦꯛꯁꯥꯅ ꯑꯄꯤꯛꯄ ꯂꯥꯏ ꯄ꯭ꯔꯤꯌꯥꯄꯨꯁ (ꯑꯌꯥꯝꯕꯅ ꯑꯆꯧꯕ ꯐꯦꯂꯁ ꯑꯃꯅ ꯃꯁꯛ ꯇꯥꯛꯄ ꯂꯩꯍꯥꯎ ꯆꯦꯟꯕꯒꯤ ꯂꯥꯏ ꯑꯃ)ꯒꯤ ꯃꯃꯥꯅꯤ ꯍꯥꯏꯅ ꯂꯧꯅꯩ꯫ ꯄꯥꯎꯁꯥꯅꯤꯌꯥꯁꯀꯤ ꯃꯇꯨꯡ ꯏꯟꯕ, ꯒ꯭ꯔꯦꯁꯁꯤꯡ ꯑꯁꯤ ꯚꯤꯅꯁ ꯑꯃꯁꯨꯡ ꯕꯦꯛꯆꯥꯁꯀꯤ ꯃꯆꯥꯅꯤ ꯍꯥꯏꯅ ꯈꯟꯅꯔꯝꯃꯤ, ꯑꯗꯨꯕꯨ ꯍꯦꯟꯅ ꯇꯣꯏꯅ ꯃꯈꯣꯏꯒꯤ ꯄꯣꯛꯄꯁꯤ ꯖꯨꯄꯤꯇꯔ ꯑꯃꯁꯨꯡ ꯌꯨꯔꯤꯅꯣꯝꯗ ꯊꯥꯒꯠꯂꯤ꯫ ꯑꯗꯨꯝ ꯑꯣꯏꯅꯃꯛ, ꯒ꯭ꯔꯦꯁꯁꯤꯡ ꯑꯁꯤ ꯅꯨꯡꯁꯤ-ꯅꯨꯡꯑꯣꯟ, ꯅꯨꯡꯁꯤꯕ ꯑꯃꯁꯨꯡ ꯄꯨꯛꯅꯤꯡ ꯆꯤꯡꯁꯤꯟꯕꯒꯤ ꯂꯝꯁꯤꯡꯗ ꯄꯨꯛꯅꯤꯡ ꯊꯧꯒꯠꯄꯒꯤ ꯂꯥꯏꯔꯦꯝꯕꯤ ꯀ꯭ꯌꯨꯄꯤꯗ꯭ꯁ ꯑꯃꯁꯨꯡ ꯁꯨꯑꯗꯦꯂꯥꯒ ꯂꯣꯏꯅꯅ ꯚꯤꯅꯁꯀꯤ ꯔꯦꯇꯤꯅ꯭ꯌꯨꯒꯤ ꯁꯔꯨꯛ ꯑꯃ ꯑꯣꯏꯔꯝꯃꯤ꯫ ꯚꯤꯅꯥꯁꯥꯇ ꯁꯤꯕ ꯌꯥꯕ ꯅꯨꯡꯁꯤꯖꯕ ꯀꯌꯥ ꯑꯃꯁꯨ ꯂꯩꯔꯝꯃꯤ꯫ ꯈ꯭ꯋꯥꯏꯗꯒꯤ ꯃꯃꯤꯡ ꯆꯠꯄ ꯑꯅꯤꯗꯤ ꯑꯦꯟꯆꯤꯁꯦꯁ ꯑꯃꯁꯨꯡ ꯑꯦꯗꯣꯅꯤꯁꯅꯤ, ꯑꯗꯨꯕꯨ ꯃꯍꯥꯛ ꯁꯤꯁꯤꯂꯤꯌꯟ ꯅꯤꯡꯊꯧ ꯕꯨꯇꯦꯁꯀꯤ ꯅꯨꯡꯁꯤꯖꯕ ꯑꯃꯁꯨꯡ ꯃꯈꯣꯏꯒꯤ ꯃꯆꯥꯅꯨꯄꯥ ꯑꯦꯔꯤꯛꯁꯀꯤ ꯃꯃꯥꯁꯨ ꯑꯣꯏꯔꯝꯃꯤ, ꯑꯃꯁꯨꯡ ꯃꯍꯥꯛꯀꯤ ꯐꯥꯏꯊꯣꯟ, ꯑꯦꯁꯇꯤꯟꯁꯀ ꯂꯣꯏꯅꯅ ꯃꯆꯥꯅꯨꯄꯥ ꯑꯃꯁꯨ ꯂꯩꯈꯤ꯫ ꯑꯣꯕꯤꯠꯀꯤ ꯃꯦꯇꯥꯃꯣꯔꯐꯣꯁꯤꯁ (ꯕꯨꯛ ꯑꯦꯛꯁ)ꯅ ꯚꯤꯅꯁꯅ ꯃꯇꯧ ꯀꯔꯝꯅ ꯁꯤꯕ ꯌꯥꯕ ꯑꯦꯗꯣꯅꯤꯁ (ꯃꯍꯥꯛꯀꯤ ꯐꯖꯕ ꯅꯠꯇ꯭ꯔꯒ ꯀ꯭ꯌꯨꯄꯤꯗꯀꯤ ꯇꯦꯟꯖꯩꯅ ꯃꯔꯝ ꯑꯣꯏꯗꯨꯅ) ꯅꯨꯡꯁꯤꯈꯤ ꯑꯃꯁꯨꯡ ꯃꯍꯥꯛꯅ ꯃꯍꯥꯛꯄꯨ ꯂꯥꯛꯇ꯭ꯔꯤꯐꯥꯎꯕ ꯄ꯭ꯔꯣꯁꯔꯄꯤꯅꯥ (ꯄꯔꯁꯦꯐꯣꯟ)ꯕꯨ ꯃꯍꯥꯛꯄꯨ ꯌꯦꯡꯁꯤꯟꯅꯕ ꯍꯥꯏꯖꯈꯤꯕꯗꯨ ꯅꯤꯡꯁꯤꯡꯂꯤ꯫ ꯂꯥꯏꯔꯦꯝꯕꯤ ꯑꯅꯤ ꯑꯁꯤ ꯁꯤꯕ ꯌꯥꯕ ꯃꯤꯑꯣꯏ ꯑꯗꯨꯗ ꯄꯨꯛꯅꯤꯡ ꯆꯤꯡꯁꯤꯟꯈꯤ, ꯃꯔꯝ ꯑꯗꯨꯅ ꯖꯤꯎꯁꯅ ꯑꯦꯗꯣꯅꯤꯁꯅ ꯆꯍꯤ ꯑꯗꯨꯒꯤ ꯁꯔꯨꯛ ꯑꯍꯨꯝ ꯊꯣꯛꯄꯒꯤ ꯑꯃ ꯃꯈꯣꯏ ꯈꯨꯗꯤꯡꯃꯛꯀ ꯂꯣꯏꯅꯅ ꯑꯃꯁꯨꯡ ꯁꯔꯨꯛ ꯑꯍꯨꯝ ꯊꯣꯛꯄꯒꯤ ꯑꯃꯅ ꯃꯍꯥꯛꯅ ꯄꯥꯝꯖꯕ ꯃꯐꯝ ꯑꯃꯍꯦꯛꯇꯗ ꯂꯦꯟꯒꯅꯤ ꯍꯥꯏꯅ ꯋꯥꯔꯦꯞ ꯂꯧꯗ꯭ꯔꯤꯐꯥꯎꯕ ꯃꯈꯣꯏꯅ ꯂꯥꯟꯊꯦꯡꯅꯈꯤ꯫ ꯑꯔꯣꯏꯕꯗ, ꯃꯍꯥꯛꯅ ꯚꯤꯅꯁꯀ ꯂꯣꯏꯅꯅ ꯃꯍꯥꯛꯀꯤ ꯃꯇꯝ ꯑꯗꯨ ꯑꯣꯛ ꯑꯃꯅ ꯍꯥꯠꯇ꯭ꯔꯤꯐꯥꯎꯕ ꯂꯦꯟꯈꯤ꯫ ꯑꯦꯐ꯭ꯔꯣꯗꯥꯏꯠꯇ ꯍꯣꯃꯦꯔꯤꯛ ꯍꯤꯃꯟꯒꯤ ꯃꯇꯨꯡ ꯏꯟꯅ ꯗꯥꯔꯗꯥꯅꯤꯌꯥꯗꯒꯤ ꯅꯤꯡꯊꯧꯃꯆꯥ ꯑꯃꯁꯨꯡ ꯇ꯭ꯔꯣꯏꯒꯤ ꯃꯔꯨꯞ ꯑꯣꯏꯔꯤꯕ ꯑꯟꯆꯤꯁꯦꯁꯄꯨ ꯚꯤꯅꯁꯅ ꯅꯝꯊꯥꯛ ꯇꯧꯈꯤ꯫ ꯃꯍꯥꯛꯅ ꯃꯁꯥꯕꯨ ꯐ꯭ꯔꯤꯖꯤꯌꯟꯒꯤ ꯅꯤꯡꯊꯧ ꯃꯆꯥꯅꯨꯄꯤ ꯑꯃ ꯑꯣꯏꯅ ꯁꯛꯇꯥꯛꯈꯤ ꯑꯃꯁꯨꯡ ꯃꯍꯥꯛꯄꯨ ꯅꯝꯊꯥꯛ ꯇꯧꯈꯤ; ꯊꯥ ꯃꯥꯄꯟ ꯈꯛꯇꯒꯤ ꯃꯇꯨꯡꯗ ꯃꯍꯥꯛꯅ ꯃꯍꯥꯛꯀꯤ ꯂꯥꯏꯒꯤ ꯑꯣꯏꯕ ꯃꯁꯛ ꯑꯗꯨ ꯐꯣꯡꯗꯣꯛꯈꯤ꯫ ꯃꯍꯥꯛꯅ ꯑꯦꯟꯆꯤꯁꯦꯁꯄꯨ ꯃꯈꯣꯏꯒꯤ ꯃꯆꯥꯅꯨꯄꯥ ꯑꯦꯅꯤꯌꯥꯁꯀ ꯂꯣꯏꯅꯅ ꯎꯠꯈꯤ꯫ ꯚꯤꯅꯁꯅ ꯑꯦꯟꯆꯤꯁꯦꯁꯄꯨ ꯃꯈꯣꯏꯒꯤ ꯃꯔꯤꯒꯤ ꯃꯇꯥꯡꯗ ꯀꯩꯗꯧꯉꯩꯗꯁꯨ ꯆꯥꯎꯊꯣꯛꯆꯒꯅꯨ ꯍꯥꯏꯅ ꯆꯦꯛꯁꯤꯟꯋꯥ ꯄꯤꯈꯤ ꯃꯔꯝꯗꯤ ꯃꯍꯥꯛꯄꯨ ꯖꯨꯄꯤꯇꯔꯅ ꯁꯣꯛꯍꯟ ꯅꯨꯡꯉꯥꯏꯇꯕ ꯋꯥꯐꯝ ꯑꯃ ꯑꯣꯏꯅ, ꯑꯦꯟꯆꯤꯁꯦꯁꯅ ꯃꯔꯥꯜ ꯀꯥꯏꯈꯤ ꯑꯃꯁꯨꯡ ꯖꯨꯄꯤꯇꯔꯒꯤ ꯕꯣꯜꯠꯅ ꯁꯣꯟꯊꯍꯟꯈꯤ꯫ ꯚꯔꯖꯤꯜꯒꯤ ꯑꯦꯅꯤꯠꯀꯤ ꯃꯇꯨꯡ ꯏꯟꯅ ꯇ꯭ꯔꯣꯖꯥꯟ ꯑꯦꯅꯤꯌꯥꯁ ꯑꯁꯤ ꯃꯍꯥꯛꯀꯤ ꯂꯥꯏꯒꯤ ꯑꯣꯏꯕ ꯃꯃꯥ ꯚꯤꯅꯁꯅ ꯂꯝꯖꯤꯡꯗꯨꯅ ꯔꯣꯝ ꯐꯪꯅꯕ ꯍꯣꯠꯅꯈꯤ꯫